ꯁꯥꯗꯗꯥꯝ ꯑꯁꯤ ꯇꯤꯛꯔꯤꯛ ꯍꯥꯏꯕ ꯈꯨꯡꯒꯪ ꯑꯃꯗ ꯄꯣꯛꯂꯝꯃꯤ꯫ ꯃꯍꯥꯛꯅ ꯅꯍꯥ ꯑꯣꯏꯔꯤꯉꯩ ꯃꯇꯝꯗ ꯃꯍꯥꯛꯀꯤ ꯃꯌꯥꯝꯕ ꯑꯗꯨ ꯀꯦꯟꯁꯔꯅ ꯅꯥꯗꯨꯅ ꯂꯩꯈꯤꯗ꯭ꯔꯦ ꯑꯃꯁꯨꯡ ꯃꯍꯥꯛꯀꯤ ꯃꯄꯥꯥꯅ ꯁꯥꯗꯗꯥꯝ ꯄꯣꯛꯇ꯭ꯔꯤꯉꯩꯒꯤ ꯃꯃꯥꯡꯗ ꯂꯩꯈꯤꯗ꯭ꯔꯦ꯫ ꯍꯥꯏꯔꯤꯕ ꯁꯤꯕꯁꯤꯡ ꯑꯁꯤꯅ ꯁꯥꯗꯗꯥꯝꯒꯤ ꯃꯃꯥ ꯁꯨꯚꯥ ꯇꯜꯐꯥꯍ ꯑꯜ-ꯃꯨꯁꯜꯂꯥꯠꯄꯨ ꯑꯁꯨꯛ ꯌꯥꯝꯅ ꯋꯥꯅ ꯊꯣꯛꯍꯟꯈꯤ ꯃꯗꯨꯗꯒꯤ ꯃꯍꯥꯛꯅ ꯃꯍꯥꯛꯀꯤ ꯃꯤꯔꯣꯟꯕ ꯑꯗꯨ ꯃꯥꯡꯍꯟꯅꯕ ꯍꯣꯠꯅꯈꯤ ꯑꯃꯁꯨꯡ ꯃꯁꯥꯅ ꯃꯁꯥꯕꯨ ꯁꯤꯖꯅꯕ ꯍꯣꯠꯅꯈꯤ꯫ ꯃꯍꯥꯛꯀꯤ ꯃꯆꯥꯅꯨꯄ ꯁꯥꯗꯗꯥꯝꯅ ꯑꯦꯄ꯭ꯔꯤꯜ ꯀꯨꯟ - ꯅꯤꯄꯥꯟꯗ ꯇꯤꯛꯔꯤꯠꯀꯤ ꯃꯅꯥꯛꯇ ꯂꯩꯕ ꯑꯄꯤꯛꯄ ꯈꯨꯡꯒꯪ ꯑꯃꯗ ꯂꯩꯕ ꯑꯜ - ꯑꯧꯖꯥꯗ ꯄꯣꯛꯄ ꯃꯇꯝꯗ ꯃꯍꯥꯛꯀꯤ ꯃꯃꯥ ꯁꯨꯚꯥꯅ ꯃꯍꯥꯛꯀ ꯃꯔꯤ ꯂꯩꯅꯕ ꯄꯝꯂꯝꯗꯦ ꯑꯃꯁꯨꯡ ꯁꯥꯗꯗꯥꯝꯕꯨ ꯃꯥꯝꯃ ꯑꯃꯅ ꯂꯧꯁꯤꯟꯈꯤ꯫ ꯃꯍꯥꯛꯀꯤ ꯃꯃꯥꯅ ꯑꯃꯨꯛ ꯍꯟꯅ ꯂꯨꯍꯣꯡꯈꯤ ꯑꯃꯁꯨꯡ ꯁꯥꯗꯗꯥꯝꯅ ꯂꯨꯍꯣꯡꯕ ꯑꯁꯤꯒꯤ ꯈꯨꯠꯊꯥꯡꯗ ꯃꯔꯨꯞ ꯑꯍꯨꯝ ꯐꯪꯈꯤ꯫ ꯃꯍꯥꯛꯀꯤ ꯃꯄꯨꯔꯣꯏꯕ ꯏꯕ꯭ꯔꯥꯍꯤꯝ ꯑꯜ-ꯍꯥꯁꯥꯟꯅ ꯁꯥꯗꯗꯥꯝꯕꯨ ꯍꯜꯂꯛꯂꯕ ꯃꯇꯨꯡꯗ ꯌꯥꯝꯅ ꯊꯤꯅ ꯑꯣꯠꯄꯤꯈꯤ ꯑꯃꯁꯨꯡ ꯁꯦꯟꯇ꯭ꯔꯦꯟ ꯏꯟꯇꯦꯜꯂꯤꯖꯦꯟꯁ ꯑꯖꯦꯟꯁꯤꯅ ꯁꯦꯝꯈꯤꯕ ꯁꯥꯏꯀꯣꯂꯣꯖꯤꯀꯦꯜ ꯄ꯭ꯔꯣꯝꯐꯥꯏꯜ ꯑꯃꯒꯤ ꯃꯇꯨꯡ ꯏꯟꯅ ꯃꯍꯥꯛꯄꯨ ꯆꯥꯡ ꯅꯥꯏꯅ ꯐꯨꯕꯤꯈꯤ꯫ ꯆꯥꯎꯔꯥꯛꯅ ꯆꯍꯤ ꯇꯔꯥ ꯁꯨꯔꯛꯄꯗ ꯁꯥꯗꯗꯥꯝꯅ ꯏꯃꯨꯡ ꯃꯅꯨꯡꯗꯒꯤ ꯂꯥꯞꯊꯣꯛꯈꯤ ꯑꯃꯁꯨꯡ ꯃꯍꯥꯛꯀꯤ ꯃꯥꯝꯃ ꯈꯥꯏꯔꯥꯜꯂꯥꯍ ꯇꯥꯜꯐꯥꯍꯒ ꯂꯣꯏꯅꯅ ꯕꯥꯒꯗꯥꯗꯇ ꯍꯜꯂꯛꯈꯤ꯫ ꯃꯍꯥꯛ ꯁꯥꯗꯗꯥꯝꯒꯤ ꯃꯃꯥꯒꯤ ꯃꯤꯑꯣꯏ ꯑꯃ ꯑꯣꯏꯈꯤ꯫ ꯁꯥꯗꯗꯥꯝꯒꯤ ꯇꯨꯡꯒꯤ ꯃꯥꯝꯃ ꯇꯥꯂꯐꯥꯍ ꯑꯁꯤ ꯊꯋꯥꯏ ꯌꯥꯎꯕ ꯁꯨꯟꯅꯤ ꯃꯨꯁ꯭ꯂꯤꯝ ꯑꯃꯅꯤ ꯑꯃꯁꯨꯡ ꯂꯤꯁꯤꯡ ꯑꯃ ꯆꯃꯥꯄꯟ ꯅꯤꯐꯨ - ꯃꯥꯊꯣꯏꯗ ꯏꯔꯥꯛꯀꯤ ꯅꯦꯁ꯭ꯅꯦꯂꯤꯁ꯭ꯇꯁꯤꯡ ꯑꯃꯁꯨꯡ ꯌꯨꯅꯥꯏꯇꯦꯗ ꯀꯤꯡꯗꯝꯒꯤ ꯃꯔꯛꯇ ꯊꯣꯛꯈꯤꯕ ꯑꯪꯒ꯭ꯂꯣ ꯏꯔꯥꯛꯀꯤ ꯂꯥꯟꯒꯤ ꯚꯦꯇꯔꯥꯟ ꯑꯃ ꯑꯣꯏꯔꯝꯃꯤ꯫ ꯃꯗꯨ ꯂꯝꯗꯝ ꯑꯁꯤꯗ ꯑꯆꯧꯕ ꯀꯣꯂꯣꯅꯤꯑꯦꯜ ꯄꯥꯋꯔ ꯑꯃ ꯑꯣꯏꯗꯨꯅ ꯂꯩꯈꯤ꯫ ꯃꯇꯨꯡꯗ ꯇꯥꯂꯐꯥꯍꯅ ꯁꯥꯗꯗꯥꯝꯒꯤ ꯁꯛꯇꯤ ꯂꯩꯔꯕ ꯃꯇꯝꯗ ꯕꯥꯒꯗꯥꯗꯀꯤ ꯃꯦꯌꯔ ꯑꯣꯏꯈꯤ꯫ ꯃꯍꯥꯛꯀꯤ ꯃꯤꯡꯆꯠ ꯊꯤꯕ ꯁꯦꯟꯖꯥ ꯊꯨꯝꯖꯥꯅ ꯁꯥꯗꯗꯥꯝꯕꯨ ꯑꯣꯐꯤꯁꯇꯒꯤ ꯂꯧꯊꯣꯛꯅꯕ ꯋꯥꯁꯛꯈꯤ꯫ ꯇꯨꯡꯗ ꯃꯍꯥꯛꯀꯤ ꯄꯨꯟꯁꯤꯗ ꯃꯍꯥꯛꯀꯤ ꯃꯄꯣꯛ ꯅꯨꯃꯤꯠ ꯇꯤꯛꯔꯤꯠꯇꯒꯤ ꯂꯥꯛꯄ ꯃꯔꯤ ꯃꯇꯥꯁꯤꯡꯅ ꯃꯍꯥꯛꯀꯤ ꯈ꯭ꯋꯥꯏꯗꯒꯤ ꯅꯛꯅꯕ ꯑꯦꯗꯚꯥꯏꯖꯔ ꯑꯃꯁꯨꯡ ꯁꯄꯣꯔꯇꯔ ꯈꯔ ꯑꯣꯏꯈꯤ꯫ ꯃꯍꯥꯛꯀꯤ ꯃꯥꯝꯃꯒꯤ ꯂꯝꯖꯤꯡ ꯃꯈꯥꯗ ꯃꯍꯥꯛꯅ ꯕꯥꯒꯗꯥꯗꯇ ꯂꯩꯕ ꯅꯦꯁ꯭ꯅꯦꯂꯤꯁ꯭ꯠ ꯍꯥꯏ ꯁ꯭ꯀꯨꯜ ꯑꯃꯗ ꯇꯝꯈꯤ꯫ ꯁꯦꯀꯦꯟꯗꯔꯤ ꯁ꯭ꯀꯨꯜꯒꯤ ꯃꯇꯨꯡꯗ ꯁꯥꯗꯗꯥꯝꯅ ꯏꯔꯥꯛꯀꯤ ꯂꯣ ꯁ꯭ꯀꯨꯜ ꯑꯃꯗ ꯆꯍꯤ ꯑꯍꯨꯝ ꯇꯝꯈꯤ꯫ ꯂꯤꯁꯤꯡ ꯑꯃ ꯆꯃꯥꯄꯜ ꯌꯥꯡꯈꯩꯇꯔ‌ꯦꯠꯇ ꯆꯍꯤ ꯀꯨꯟ ꯁꯨꯔꯛꯄ ꯔꯤꯚꯣꯂꯨꯁꯅꯔꯤ ꯄꯥꯟ ꯑꯔꯕ ꯕꯥꯊ ꯄꯥꯔꯇꯤꯗ ꯌꯥꯎꯈꯤ꯫ ꯃꯗꯨꯒꯤ ꯃꯇꯨꯡꯗ ꯃꯍꯥꯛꯀꯤ ꯃꯥꯝꯃꯅ ꯁꯄꯣꯔꯇꯔ ꯑꯣꯏꯈꯤ꯫ ꯃꯇꯝ ꯑꯁꯤꯒꯤ ꯃꯅꯨꯡꯗ ꯁꯥꯗꯗꯥꯝꯅ ꯃꯁꯥꯕꯨ ꯁꯦꯀꯦꯟꯗꯔꯤ ꯁ꯭ꯀꯨꯜꯒꯤ ꯑꯣꯖꯥ ꯑꯃ ꯑꯣꯏꯅ ꯁꯧꯒꯠꯈꯤ ꯍꯥꯏꯅ ꯂꯧꯅꯩ꯫ ꯕꯥꯑꯥꯊꯤꯁ꯭ꯠ ꯑꯥꯏꯗꯤꯑꯣꯂꯣꯖꯤ ꯑꯁꯤ ꯁꯤꯔꯤꯌꯥꯗꯒꯤ ꯍꯧꯔꯛꯈꯤ ꯑꯃꯁꯨꯡ ꯃꯇꯝ ꯑꯗꯨꯗ ꯕꯥꯑꯥꯊ ꯄꯥꯔꯇꯤꯅ ꯁꯤꯔꯤꯌꯥꯗ ꯑꯆꯧꯕ ꯆꯠꯅꯕꯤ ꯑꯃ ꯂꯩꯔꯝꯃꯤ, ꯑꯗꯨꯕꯨ ꯂꯤꯁꯤꯡ ꯑꯃ ꯆꯃꯥꯄꯟ ꯌꯥꯡꯈꯩ ꯃꯉꯥꯗ ꯏꯔꯥꯛꯇ ꯕꯥꯑꯥꯊ ꯄꯥꯔꯇꯤꯒꯤ ꯃꯤꯍꯨꯠ ꯆꯍꯨꯝꯗꯒꯤ ꯇꯥꯅ ꯂꯩꯈꯤ ꯑꯃꯁꯨꯡ ꯁꯥꯗꯗꯥꯝꯒꯤ ꯄꯥꯔꯇꯤ ꯑꯁꯤꯗ ꯌꯥꯎꯕꯒꯤ ꯃꯔꯨꯑꯣꯏꯕ ꯃꯔꯝ ꯑꯣꯏꯈꯤ ꯍꯥꯏꯅ ꯊꯥꯖꯅꯩ꯫ ꯍꯦꯟꯅ ꯂꯤꯡꯈꯠꯂꯛꯂꯤꯕ ꯏꯔꯥꯛꯀꯤ ꯅꯦꯁ꯭ꯅꯦꯂꯤꯁ꯭ꯠ ꯄꯥꯔꯇꯤꯁꯤꯡꯒꯤ ꯃꯍꯨꯠꯇ ꯃꯍꯥꯛꯀꯤ ꯏꯃꯨꯡ ꯃꯅꯨꯡꯒꯤ ꯃꯔꯤ ꯑꯁꯤ ꯃꯍꯥꯛꯀꯤ ꯃꯥꯝꯃꯒꯤ ꯈꯨꯠꯊꯥꯡꯗ ꯑꯍꯃꯗ ꯍꯥꯁꯥꯟ ꯑꯜ-ꯕꯀꯔ ꯑꯃꯁꯨꯡ ꯑꯇꯣꯞꯄ ꯃꯀꯣꯛ ꯊꯣꯡꯕ ꯕꯥꯑꯊꯤꯁꯤꯡꯒ ꯂꯩꯅꯕꯅꯤ꯫